ꯔꯤꯁꯥꯏꯀꯜ ꯇꯧꯕꯒꯤ ꯃꯔꯨꯑꯣꯏꯕꯒꯤ ꯃꯇꯥꯡꯗ ꯌꯥꯝꯅ ꯀꯥꯟꯅꯕ ꯂꯥꯏꯔꯤꯛ ꯑꯃ ꯗꯤꯖꯥꯏꯟ ꯇꯧꯕꯥ꯫ ꯃꯃꯥꯡꯒꯤ ꯃꯈꯨꯝ ꯒ꯭ꯔꯤꯟ ꯃꯨꯕꯃꯦꯟꯇꯇꯥ ꯌꯥꯎꯕꯤꯌꯨ ꯔꯤꯁꯥꯏꯀꯜ ꯇꯧꯕꯒꯤ ꯃꯔꯨꯑꯣꯏꯕꯥ ꯔꯤꯁꯥꯏꯀꯜ ꯇꯧꯕꯥ ꯑꯁꯤ ꯀꯔꯤꯒꯤ ꯃꯔꯨ ꯑꯣꯏꯔꯤꯕꯅꯣ ꯔꯤꯁꯥꯏꯀꯜ ꯇꯧꯕꯥ ꯍꯥꯢꯕꯁꯤ ꯑꯃꯣꯠꯄ ꯃꯆꯥꯛꯁꯤꯡ ꯑꯅꯧꯕ ꯄꯣꯠꯊꯣꯛꯁꯤꯡꯗ ꯑꯣꯟꯊꯣꯛꯄꯒꯤ ꯊꯧꯑꯣꯡꯅꯤ꯫ ꯃꯁꯤ ꯄꯣꯂꯨꯁꯟ ꯍꯟꯊꯍꯟꯕ ꯃꯍꯧꯁꯥꯒꯤ ꯂꯟꯁꯤꯡ ꯉꯥꯛ-ꯁꯦꯟꯕ ꯑꯃꯁꯨꯡ ꯇꯨꯡꯒꯤ ꯃꯤꯔꯣꯜꯁꯤꯡꯒꯤꯗꯃꯛ ꯒ꯭ꯔꯍ ꯑꯁꯤ ꯉꯥꯛꯇꯨꯅꯥ ꯊꯝꯕꯗ ꯌꯥꯝꯅ ꯃꯔꯨ ꯑꯣꯏꯕꯥ ꯈꯣꯡꯊꯥꯡ ꯑꯃꯅꯤ꯫ ꯔꯤꯁꯥꯏꯀꯜ ꯇꯧꯗꯨꯅꯥ ꯑꯩꯈꯣꯢꯅ ꯂꯩꯃꯥꯏꯗ ꯂꯩꯔꯤꯕ ꯑꯃꯣꯠꯄꯁꯤꯡꯒꯤ ꯆꯥꯡ ꯍꯟꯊꯍꯟꯕ ꯂꯧꯎ-ꯁꯤꯡꯎ ꯏꯁꯤꯡ ꯑꯃꯁꯨꯡ ꯃꯤꯅꯔꯦꯜꯁꯤꯡ ꯃꯍꯧꯁꯥꯒꯤ ꯂꯟꯁꯤꯡ ꯉꯥꯛ-ꯁꯦꯟꯕ ꯑꯅꯧꯕꯥ ꯁꯦꯝꯕꯗ ꯆꯪꯒꯗꯕ ꯃꯆꯥꯛꯁꯤꯡ ꯈꯣꯝꯖꯤꯟꯕ ꯑꯃꯁꯨꯡ ꯁꯦꯝ ꯁꯥꯕꯅ ꯆꯤꯡꯕ ꯇꯧꯕꯒꯤ ꯃꯊꯧ ꯇꯥꯕ ꯍꯟꯊꯍꯟꯗꯨꯅ ꯄꯣꯂꯨꯁꯟ ꯊꯤꯡꯕꯥ ꯏꯅꯔꯖꯤ ꯀꯟꯕ ꯑꯃꯁꯨꯡ ꯒ꯭ꯔꯤꯅꯍꯥꯎꯁ ꯒ꯭ꯌꯥꯁ ꯊꯥꯗꯣꯛꯄ ꯍꯟꯊꯍꯜꯂꯤ꯫ ꯔꯤꯁꯥꯏꯀꯜ ꯇꯧꯕꯥ ꯑꯃꯁꯨꯡ ꯃꯦꯅꯌꯨꯐꯦꯛꯆꯔꯤꯡ ꯏꯟꯗꯁꯇ꯭ꯔꯤꯁꯤꯡꯗ ꯊꯕꯛ ꯄꯤꯕ ꯔꯤꯁꯥꯏꯀꯜ ꯇꯧꯕ ꯑꯁꯤ ꯌꯨꯝꯗꯒꯤ ꯍꯧꯏ ꯑꯃꯁꯨꯡ ꯃꯁꯤ ꯍꯧꯗꯣꯛꯄꯥ ꯌꯥꯝꯅꯥ ꯂꯥꯏ꯫ ꯔꯤꯁꯥꯏꯀꯜ ꯇꯧꯕꯥ ꯌꯥꯕꯥ ꯄꯣꯠꯁꯛꯁꯤꯡ ꯈꯟꯗꯣꯛꯄ ꯁꯦꯡꯗꯣꯛꯄ ꯁꯨꯡꯕ ꯑꯃꯁꯨꯡ ꯃꯈꯣꯢꯗꯨ ꯔꯤꯁꯥꯏꯀꯜ ꯇꯧꯕꯥ ꯌꯥꯕ ꯄꯣꯠ ꯑꯃꯗ ꯅꯠꯇ꯭ꯔꯒ ꯂꯧꯊꯣꯛꯅꯕꯒꯤꯗꯃꯛ ꯀꯣꯟ ꯑꯃꯗ ꯊꯝꯃꯨ꯫ ꯌꯨꯝꯊꯣꯡꯁꯤꯡꯗ ꯔꯤꯁꯥꯏꯀꯜ ꯇꯧꯕꯥ ꯌꯥꯕꯥ ꯄꯣꯠꯁꯛꯁꯤꯡꯒꯤ ꯃꯅꯨꯡꯗꯥ ꯃꯈꯥꯗꯥ ꯄꯤꯔꯤꯕꯁꯤꯡꯁꯤ ꯌꯥꯎꯏ ꯄꯦꯄꯔ ꯈꯨꯗꯝ ꯑꯣꯏꯅꯥ, ꯄꯥꯎ-ꯆꯦ, ꯃꯦꯒꯥꯖꯤꯟꯁꯤꯡ, ꯀꯥꯔꯗꯕꯣꯔꯗ ꯄ꯭ꯂꯥꯁ꯭ꯇꯤꯛ ꯀꯣꯟꯁꯤꯡ ꯈꯨꯗꯝ ꯑꯣꯏꯅꯥ ꯏꯁꯤꯡꯒꯤ ꯕꯣꯇꯜꯁꯤꯡ ꯁꯡꯒꯣꯝꯒꯤ ꯀꯧꯇꯁꯤꯡ ꯒ꯭ꯂꯥꯁ ꯈꯨꯗꯝ ꯑꯣꯏꯅꯥ ꯀꯧꯇꯁꯤꯡ ꯖꯥꯔꯁꯤꯡ ꯙꯥꯇꯨ ꯈꯨꯗꯝ ꯑꯣꯏꯅ ꯀꯦꯟ ꯅꯍꯥꯛꯀꯤ ꯂꯩꯀꯥꯏꯗ ꯌꯦꯡꯁꯤꯟꯕꯤꯎ꯫ ꯃꯈꯣꯢꯅ ꯌꯥꯕ ꯄꯣꯠꯂꯝꯁꯤꯡ ꯁꯦꯝꯗꯣꯛꯅꯕ ꯑꯃꯁꯨꯡ ꯃꯗꯨꯒꯤ ꯃꯇꯨꯡ ꯏꯟꯅ ꯅꯍꯥꯛꯀꯤ ꯔꯤꯁꯥꯏꯀꯜ ꯇꯧꯕꯥ ꯌꯥꯕ ꯄꯣꯠꯂꯝꯁꯤꯡ ꯁꯦꯝꯅꯕ ꯔꯤꯁꯥꯏꯀꯜ ꯄ꯭ꯔꯣꯒ꯭ꯔꯥꯝ ꯑꯃ ꯁꯤꯟꯕꯤꯎ꯫ ꯑꯗꯣꯝꯒꯤ ꯈꯨꯟꯅꯥꯏꯗ ꯑꯩꯈꯣꯢꯅ ꯄꯨꯟꯅ ꯑꯍꯣꯡꯕ ꯑꯃ ꯄꯨꯔꯛꯄ ꯉꯝꯒꯅꯤ꯫ ꯁꯔꯨꯛ ꯌꯥꯕꯤꯌꯨ ꯑꯃꯁꯨꯡ ꯔꯤꯁꯥꯏꯀꯜ ꯇꯧꯕꯒꯤ ꯃꯔꯨꯑꯣꯏꯕꯒꯤ ꯃꯇꯥꯡꯗ ꯋꯥꯐꯝ ꯑꯁꯤ ꯁꯟꯗꯣꯛꯄꯗ ꯃꯇꯦꯡ ꯄꯥꯡꯕꯤꯌꯨ ꯔꯤꯁꯥꯏꯀꯜ ꯇꯧꯕꯒꯤ ꯊꯧꯑꯣꯡ ꯑꯃ ꯄꯥꯡꯊꯣꯛꯎ ꯑꯃꯁꯨꯡ ꯅꯍꯥꯛꯀꯤ ꯂꯩꯀꯥꯏꯗ ꯂꯩꯔꯤꯕꯥ ꯄꯣꯠꯂꯝꯁꯤꯡ ꯈꯣꯝꯖꯤꯟꯕ ꯂꯩꯀꯥꯏꯒꯤ ꯑꯀꯣꯏꯕ ꯁꯦꯡꯗꯣꯛꯄꯒꯤ ꯊꯧꯔꯝꯁꯤꯡꯗ ꯁꯔꯨꯛ ꯌꯥꯕ ꯃꯐꯝ ꯑꯗꯨꯗ ꯔꯤꯁꯥꯏꯀꯜ ꯇꯧꯅꯕꯥ ꯑꯃꯁꯨꯡ ꯑꯃꯣꯠꯄꯥ ꯍꯟꯊꯍꯟꯅꯕꯥ ꯄꯨꯛꯅꯤꯡ ꯊꯧꯒꯠꯄꯥ ꯃꯔꯨꯄꯁꯤꯡ ꯑꯃꯁꯨꯡ ꯏꯃꯨꯡ ꯃꯅꯨꯡꯗꯥ ꯀꯥꯟꯅꯕ ꯀꯌꯥꯒꯤ ꯃꯇꯥꯡꯗꯥ ꯈꯡꯍꯟꯂꯨ꯫ ꯔꯤꯁꯥꯏꯀꯜ ꯇꯧꯕꯥ ꯑꯁꯤ ꯑꯀꯣꯢꯕꯒꯤ ꯐꯤꯕꯝꯒꯤꯗꯃꯛ ꯑꯐꯕꯥ ꯈꯛꯇꯥ ꯅꯠꯇꯅ ꯃꯁꯤ ꯁꯦꯟꯃꯤꯠꯂꯣꯟꯒꯤꯗꯃꯛꯇꯁꯨ ꯑꯐꯕ ꯑꯃꯅꯤ꯫ ꯔꯤꯁꯥꯏꯀꯜ ꯇꯧꯗꯨꯅꯥ ꯑꯩꯈꯣꯢꯅ ꯂꯩꯀꯥꯏꯒꯤ ꯏꯟꯗꯁꯇ꯭ꯔꯤꯁꯤꯡꯗ ꯃꯇꯦꯡ ꯄꯥꯡꯂꯤ ꯑꯃꯁꯨꯡ ꯑꯩꯈꯣꯢꯒꯤ ꯈꯨꯟꯅꯥꯏꯁꯤꯡꯗ ꯊꯕꯛ ꯄꯤꯔꯤ꯫ ꯃꯅꯤꯡꯒꯤ ꯃꯈꯨꯝ ꯔꯤꯁꯥꯏꯀꯜ ꯇꯧꯕꯥ ꯑꯁꯤ ꯆꯠꯅꯕꯤ ꯑꯃꯥ ꯑꯣꯏꯍꯟꯕꯤꯌꯨ ꯔꯤꯁꯥꯏꯀꯜ ꯇꯧꯕꯥ ꯑꯁꯤ ꯑꯩꯈꯣꯢꯒꯤ ꯒ꯭ꯔꯍ ꯑꯁꯤ ꯉꯥꯛꯊꯣꯛꯅꯕ ꯏꯆꯝ ꯆꯝꯕ ꯑꯗꯨꯒꯨꯝꯕ ꯁꯛꯇꯤ ꯂꯩꯕꯥ ꯃꯑꯣꯡ ꯑꯃꯅꯤ꯫ ꯔꯤꯁꯥꯏꯀꯜ ꯇꯧꯕꯥ ꯑꯁꯤ ꯆꯠꯅꯕꯤ ꯑꯃ ꯑꯣꯏꯍꯟꯗꯨꯅ ꯑꯩꯈꯣꯢꯅ ꯑꯀꯣꯢꯕꯒꯤ ꯐꯤꯕꯝꯗ ꯄꯤꯔꯤꯕ ꯁꯥꯐꯨ ꯑꯁꯤ ꯍꯟꯊꯍꯟꯕ ꯉꯝꯒꯅꯤ ꯑꯃꯁꯨꯡ ꯄꯨꯝꯅꯃꯛꯀꯤ ꯍꯦꯟꯅ ꯐꯕ ꯇꯨꯡꯂꯝꯆꯠ ꯑꯃ ꯁꯦꯝꯒꯠꯄ ꯉꯝꯒꯅꯤ꯫ ꯒ꯭ꯔꯤꯟ ꯃꯨꯕꯃꯦꯟꯇꯗ ꯁꯔꯨꯛ ꯌꯥꯕꯤꯌꯨ ꯑꯃꯁꯨꯡ ꯉꯁꯤꯗꯒꯤ ꯔꯤꯁꯥꯏꯀꯜ ꯇꯧꯕꯥ ꯍꯧꯕꯤꯌꯨ꯫